ꯑꯀꯣꯏꯕꯒꯤ ꯐꯤꯕꯝꯒꯤꯗꯃꯛ ꯔꯤꯁꯥꯏꯀꯜ ꯇꯧꯕꯒꯤ ꯃꯔꯨꯑꯣꯏꯕꯒꯤ ꯃꯇꯥꯡꯗ ꯕ꯭ꯂꯣꯒ ꯄꯣꯁꯠ ꯑꯃ ꯏꯕꯤꯌꯨ꯫ ꯔꯤꯁꯥꯏꯀꯜ ꯇꯧꯕꯥꯅ ꯑꯀꯣꯢꯕꯒꯤ ꯐꯤꯕꯝꯒꯤꯗꯃꯛꯇ ꯀꯔꯤꯒꯤꯗꯃꯛꯇ ꯃꯔꯨ ꯑꯣꯏꯕꯅꯣ ꯍꯥꯢꯕꯁꯤ ꯑꯃꯣꯠꯄꯥ ꯂꯩꯃꯥꯏꯁꯤꯡꯗꯒꯤ ꯍꯧꯔꯒ ꯑꯩꯈꯣꯢꯒꯤ ꯁꯃꯨꯗ꯭ꯔꯁꯤꯡ ꯑꯃꯁꯨꯡ ꯑꯋꯥꯡꯕ ꯃꯐꯝꯁꯤꯡꯗ ꯄ꯭ꯂꯥꯁꯇꯤꯛꯀꯤ ꯑꯃꯣꯠꯄꯁꯤꯡꯅ ꯄꯣꯂꯨꯁꯟ ꯊꯣꯛꯍꯜꯂꯤ ꯍꯥꯏꯕ ꯑꯁꯤ ꯃꯥꯂꯦꯝꯒꯤ ꯈ꯭ꯋꯥꯏꯗꯒꯤ ꯇꯉꯥꯏꯐꯗꯕ ꯋꯥꯐꯝ ꯑꯃ ꯑꯣꯏꯔꯦ꯫ ꯑꯩꯈꯣꯢꯅ ꯊꯣꯛꯈꯤꯕ ꯑꯃꯥꯡ-ꯑꯇꯥꯁꯤꯡ ꯑꯁꯤ ꯂꯥꯛꯁꯤꯟꯅꯕ ꯁꯛꯇꯤ ꯂꯩꯇꯕꯥ ꯐꯥꯎꯔꯕꯁꯨ ꯑꯩꯈꯣꯢ ꯄꯨꯝꯅꯃꯛꯅ ꯑꯐꯕ ꯃꯑꯣꯡ ꯑꯃ ꯄꯤꯅꯕ ꯇꯧꯕ ꯌꯥꯕ ꯏꯆꯝ ꯆꯝꯕꯥ ꯊꯕꯛ ꯑꯃ ꯂꯩꯔꯤ ꯃꯗꯨꯗꯤ ꯔꯤꯁꯥꯏꯀꯜ ꯇꯧꯕꯅꯤ꯫ ꯔꯤꯁꯥꯏꯀꯜ ꯍꯥꯏꯕꯁꯤ ꯑꯃꯣꯠꯄ ꯃꯆꯥꯛꯁꯤꯡ ꯈꯣꯝꯖꯤꯟꯗꯨꯅ ꯑꯅꯧꯕ ꯄꯣꯠꯊꯣꯛꯁꯤꯡꯗ ꯑꯣꯟꯊꯣꯛꯄꯒꯤ ꯊꯧꯑꯣꯡꯅꯤ꯫ ꯃꯁꯤ ꯌꯥꯝꯅ ꯂꯥꯢꯅ ꯇꯧꯕ ꯉꯝꯕ ꯑꯃꯁꯨꯡ ꯑꯀꯣꯢꯕꯒꯤ ꯐꯤꯕꯝꯗ ꯄꯤꯔꯤꯕ ꯀꯥꯟꯅꯕ ꯑꯁꯤ ꯂꯦꯞꯄ ꯅꯥꯏꯗꯕ ꯑꯃꯅꯤ꯫ ꯔꯤꯁꯥꯏꯀꯜ ꯇꯧꯕꯥ ꯑꯁꯤ ꯀꯔꯤꯒꯤꯗꯃꯛꯇ ꯃꯔꯨꯑꯣꯏꯕꯅꯣ ꯍꯥꯢꯕꯁꯤ ꯃꯈꯥꯗ ꯄꯤꯔꯤ: ꯂꯩꯕꯥꯛꯀꯤ ꯑꯃꯣꯠꯄ ꯍꯟꯊꯍꯜꯂꯤ ꯑꯩꯈꯣꯢꯅ ꯔꯤꯁꯥꯏꯀꯜ ꯇꯧꯕꯥ ꯃꯇꯝꯗ ꯑꯩꯈꯣꯢꯒꯝꯤ ꯂꯩꯕꯥꯛꯇꯒꯤ ꯑꯃꯣꯠꯄꯥ ꯂꯧꯊꯣꯛꯂꯤ꯫ ꯂꯩꯃꯥꯏꯁꯤꯡꯗ ꯂꯩꯕꯥ ꯑꯃꯣꯠꯄꯁꯤꯡ ꯑꯁꯤꯅ ꯃꯩꯁꯥ ꯊꯥꯗꯣꯛꯄ ꯃꯇꯝꯗ ꯃꯤꯊꯦꯟ ꯒ꯭ꯌꯥꯁ ꯊꯥꯗꯣꯛꯏ ꯃꯁꯤꯅ ꯒ꯭ꯔꯤꯟ ꯍꯥꯎꯁ ꯊꯣꯛꯍꯜꯂꯤ ꯑꯃꯁꯨꯡ ꯅꯨꯡꯁꯤꯠ ꯁꯦꯡꯍꯟꯗꯕꯗ ꯃꯇꯦꯡ ꯄꯥꯡꯏ꯫ ꯔꯤꯁꯥꯏꯀꯜ ꯇꯧꯗꯨꯅ ꯑꯩꯈꯣꯢꯅ ꯂꯩꯃꯥꯏꯁꯤꯡꯗꯥ ꯂꯩꯔꯤꯕꯥ ꯑꯃꯣꯠꯄꯁꯤꯡꯒꯤ ꯆꯥꯡ ꯍꯟꯊꯍꯟꯕꯗ ꯃꯇꯦꯡ ꯄꯥꯡꯏ ꯑꯃꯁꯨꯡ ꯑꯀꯣꯢꯕꯒꯤ ꯐꯤꯕꯝꯗ ꯄꯤꯔꯤꯕ ꯁꯥꯐꯨ ꯑꯁꯤ ꯍꯟꯊꯍꯟꯕꯗ ꯃꯇꯦꯡ ꯄꯥꯡꯒꯅꯤ꯫ ꯃꯍꯧꯁꯥꯒꯤ ꯔꯤꯁꯣꯔꯁꯁꯤꯡ ꯉꯥꯛ ꯁꯦꯟꯕ ꯑꯃꯁꯨꯡ ꯑꯅꯧꯕꯥ ꯄꯣꯠꯊꯣꯛꯁꯤꯡ ꯑꯁꯤ ꯁꯦꯝꯕꯗ ꯍꯥꯟꯅꯒꯤ ꯏꯅꯔꯖꯤ ꯑꯃꯁꯨꯡ ꯔꯤꯁꯣꯔꯁꯁꯤꯡ ꯃꯁꯤꯡ ꯌꯥꯝꯅ ꯆꯪꯏ꯫ ꯔꯤꯁꯥꯏꯀꯜ ꯇꯧꯕꯅꯥ ꯍꯥꯟꯅꯅ ꯂꯩꯔꯝꯕ ꯃꯆꯥꯛꯁꯤꯡꯗꯒꯤ ꯂꯧꯏ ꯑꯃꯁꯨꯡ ꯃꯈꯣꯢꯕꯨ ꯑꯃꯨꯛ ꯍꯟꯅ ꯁꯤꯖꯤꯟꯅꯍꯜꯂꯤ ꯃꯁꯤꯅꯥ ꯃꯍꯧꯁꯥꯒꯤ ꯃꯆꯥꯛꯁꯤꯡꯒꯤ ꯃꯊꯧ ꯇꯧꯕꯥ ꯍꯟꯊꯍꯜꯂꯤ꯫ ꯃꯁꯤꯅꯥ ꯂꯧꯎ-ꯁꯤꯡꯎ, ꯃꯤꯅꯔꯦꯜ ꯑꯃꯁꯨꯡ ꯏꯁꯤꯡꯒꯨꯝꯕꯥ ꯃꯍꯧꯁꯥꯒꯤ ꯔꯤꯁꯣꯔꯁ ꯁꯤꯡꯒꯤ ꯁꯤꯖꯤꯟꯅꯕꯒꯤ ꯆꯥꯡ ꯍꯟꯊꯍꯜꯂꯤ꯫ ꯀꯥꯔꯕꯣꯟꯗꯥꯏ ꯊꯥꯗꯣꯛꯄ ꯍꯟꯊꯍꯜꯂꯤ ꯑꯅꯧꯕꯥ ꯄꯣꯠꯊꯣꯛꯁꯤꯡ ꯁꯥꯕ ꯑꯁꯤ ꯀꯥꯔꯕꯣꯟ ꯊꯥꯗꯣꯛꯄꯒꯤ ꯑꯆꯧꯕꯥ ꯁꯣꯔꯁ ꯑꯃꯅꯤ꯫ ꯃꯥꯢꯀꯩ ꯑꯃꯔꯣꯝꯗ ꯔꯤꯁꯥꯏꯀꯜ ꯇꯧꯕꯗ ꯏꯅꯔꯖꯤ ꯌꯥꯝꯅ ꯍꯟꯊꯕ ꯃꯊꯧ ꯇꯥꯏ ꯑꯃꯁꯨꯡ ꯀꯥꯔꯕꯣꯟ ꯊꯥꯗꯣꯛꯄ ꯍꯟꯊꯍꯜꯂꯤ꯫ ꯀꯥꯔꯕꯣꯟ ꯊꯥꯗꯣꯛꯄꯅ ꯂꯝꯂꯛꯀꯤ ꯁꯥ-ꯎꯆꯦꯛꯁꯤꯡꯗ ꯑꯀꯥꯏꯕ ꯑꯣꯏꯍꯜꯂꯤ ꯑꯩꯈꯣꯢꯅ ꯃꯍꯧꯁꯥꯒꯤ ꯂꯟꯁꯤꯡ ꯁꯤꯖꯤꯟꯅꯕꯥ ꯍꯟꯊꯔꯛꯄ ꯃꯇꯝꯗ ꯑꯩꯈꯣꯢꯅ ꯃꯥꯂꯦꯝꯒꯤ ꯂꯝꯂꯛꯀꯤ ꯁꯥ-ꯎꯆꯦꯛꯁꯤꯡ ꯉꯥꯛꯊꯣꯛꯄꯗꯁꯨ ꯃꯇꯦꯡ ꯄꯥꯡꯂꯤ꯫ ꯑꯩꯈꯣꯢꯅ ꯃꯍꯧꯁꯥꯒꯤ ꯑꯣꯏꯕ ꯄꯣꯠꯂꯝꯁꯤꯡ ꯑꯁꯤ ꯃꯊꯧ ꯇꯥꯕꯅ ꯑꯀꯣꯏꯕꯒꯤ ꯐꯤꯕꯝꯗ ꯁꯥꯐꯨ ꯄꯤꯔꯤ ꯑꯃꯁꯨꯡ ꯁꯥ-ꯁꯟꯁꯤꯡꯒꯤ ꯂꯩꯐꯝꯁꯤꯡꯗ ꯈꯨꯗꯣꯡꯊꯤꯕ ꯊꯣꯛꯍꯜꯂꯤ꯫ ꯔꯤꯁꯥꯏꯀꯜ ꯇꯧꯕꯅ ꯑꯩꯈꯣꯢꯗ ꯐꯠꯇꯕ ꯊꯣꯛꯍꯟꯕ ꯑꯁꯤ ꯍꯟꯊꯍꯟꯕꯗ ꯃꯇꯦꯡ ꯄꯥꯡꯏ ꯑꯩꯈꯣꯢꯒꯤ ꯄ꯭ꯔꯤꯊꯤꯕꯤ ꯑꯁꯤꯒꯤ ꯑꯀꯣꯏꯕ ꯑꯁꯤꯗ ꯂꯥꯛꯀꯗꯧꯔꯤꯕ ꯃꯤꯔꯣꯜꯁꯤꯡꯒꯤ ꯉꯥꯛꯇꯨꯅ ꯊꯝꯂꯤ꯫ ꯃꯁꯤ ꯃꯌꯦꯛ ꯁꯦꯡꯅ ꯇꯥꯛꯏ ꯃꯗꯨꯗꯤ ꯔꯤꯁꯥꯏꯀꯜ ꯇꯧꯕꯥ ꯑꯁꯤ ꯑꯩꯈꯣꯢꯅꯥ ꯑꯀꯣꯢꯕꯒꯤ ꯐꯤꯕꯝ ꯉꯥꯛ-ꯁꯦꯟꯕꯗ ꯃꯇꯦꯡ ꯄꯥꯡꯅꯕꯥ ꯈ꯭ꯋꯥꯏꯗꯒꯤ ꯂꯥꯢꯕ ꯑꯃꯁꯨꯡ ꯈ꯭ꯋꯥꯏꯗꯒꯤ ꯑꯐꯕ ꯑꯣꯏꯕ ꯊꯕꯛꯁꯤꯡꯒꯤ ꯃꯅꯨꯡꯗ ꯑꯃꯅꯤ꯫ ꯔꯤꯁꯥꯏꯀꯜ ꯇꯧꯕꯥꯅ ꯑꯩꯈꯣꯢꯅ ꯑꯩꯈꯣꯢꯒꯤ ꯀꯥꯔꯕꯣꯟ ꯐꯨꯠꯄ꯭ꯔꯤꯟꯇ ꯍꯟꯊꯍꯟꯕꯗ ꯑꯃꯁꯨꯡ ꯑꯩꯈꯣꯢꯒꯤ ꯄ꯭ꯔꯤꯊꯤꯕꯤ ꯑꯁꯤꯒꯤ ꯃꯃꯜ ꯌꯥꯝꯂꯕ ꯔꯤꯁꯣꯔꯁꯁꯤꯡ ꯉꯥꯛꯇꯨꯅ ꯊꯝꯕꯗ ꯑꯐꯕ ꯑꯣꯏꯅ ꯊꯧꯗꯥꯡ ꯂꯧꯔꯤ꯫ ꯃꯁꯤ ꯑꯆꯧꯕꯥ ꯑꯐꯕ ꯑꯃꯒ ꯂꯣꯢꯅꯅꯥ ꯑꯄꯤꯛꯄ ꯑꯍꯣꯡꯕ ꯑꯃꯅꯤ꯫ ꯑꯗꯨꯅꯥ ꯃꯊꯪꯒꯤ ꯃꯇꯝꯗ ꯅꯍꯥꯛꯅ ꯑꯔꯤꯕ ꯄꯥꯎ-ꯆꯦ ꯑꯃ ꯍꯨꯟꯗꯣꯛꯄ ꯃꯇꯝꯗ ꯃꯗꯨ ꯍꯨꯟꯗꯣꯛꯂꯣꯏꯗꯕꯅꯤ ꯔꯤꯁꯥꯏꯀꯜ ꯇꯧ꯫